ꯑꯃꯗꯒꯤ ꯇꯔꯥꯒꯤ ꯁ꯭ꯀꯦꯜꯗ ꯃꯈꯥꯗ ꯄꯤꯔꯤꯕ ꯄꯦꯔꯥꯒ꯭ꯔꯥꯐ ꯑꯁꯤꯒꯤ ꯐ꯭ꯂꯣ ꯑꯗꯨ ꯔꯦꯠ ꯇꯧ꯫ ꯁꯥꯟꯇ ꯕꯥꯔꯕꯥꯔꯥ ꯁꯍꯔ ꯑꯁꯤꯒꯤ ꯈꯥ ꯊꯪꯕꯥ ꯀꯦꯂꯤꯐꯣꯔꯅꯤꯌꯥꯒꯤ ꯄꯦꯁꯤꯐꯤꯛ ꯀꯣꯁ꯭ꯇꯀꯤ ꯃꯅꯥꯛꯇ ꯂꯩꯕ ꯐꯖꯔꯕ ꯑꯃꯁꯨꯡ ꯊꯋꯥꯏ ꯌꯥꯎꯕ ꯀꯥꯡꯂꯨꯞ ꯑꯃꯅꯤ꯫ ꯃꯁꯤꯒꯤ ꯑꯉꯛꯄ ꯁꯃꯨꯗ꯭ꯔ ꯈꯣꯡꯕꯥꯜꯁꯤꯡ ꯅꯣꯡꯖꯨ-ꯅꯨꯡꯁꯥꯒꯤ ꯐꯤꯕꯝ ꯑꯃꯁꯨꯡ ꯁ꯭ꯄꯦꯟꯒꯤ ꯑꯥꯔꯀꯤꯇꯦꯛꯆꯔꯒꯤꯗꯃꯛ ꯈꯡꯅꯩ꯫ ꯑꯩꯅꯥ ꯄꯦꯔꯥꯒ꯭ꯔꯥꯐ ꯑꯁꯤꯒꯤ ꯐ꯭ꯂꯣ ꯑꯁꯤ ꯃꯥꯄꯜꯗ ꯔꯦꯠ ꯇꯧꯒꯅꯤ꯫ ꯋꯥꯍꯩꯁꯤꯡ ꯑꯁꯤ ꯆꯨꯁꯤꯟꯅꯩ ꯑꯃꯁꯨꯡ ꯁꯥꯟꯇꯥ ꯕꯥꯔꯕꯥꯔꯥ ꯁꯍꯔ ꯑꯁꯤꯕꯨ ꯅꯨꯡꯉꯥꯏꯅ ꯐꯣꯡꯗꯣꯛꯂꯤꯕ ꯑꯐꯕꯥ ꯃꯊꯛꯇ ꯏꯟꯐꯣꯔꯃꯦꯁꯟꯒꯥ ꯂꯣꯢꯅꯅꯥ ꯑꯃꯗꯒꯤ ꯑꯃꯗ ꯌꯥꯝꯅ ꯂꯥꯏꯅ ꯆꯠꯂꯤ꯫ ꯃꯈꯥꯗ ꯄꯤꯔꯤꯕ ꯏꯟꯄꯨꯠ ꯑꯁꯤ ꯁꯤꯖꯤꯟꯅꯗꯨꯅ ꯑꯉꯥꯡꯁꯤꯡꯒꯤ ꯋꯥꯔꯤ ꯑꯃ ꯁꯦꯝꯃꯨ꯫ ꯃꯇꯝ ꯑꯃꯗ ꯐ꯭ꯔꯦꯗ ꯀꯧꯕꯥ ꯃꯔꯨꯞ ꯂꯝꯍꯨꯏ ꯑꯃ ꯂꯩꯔꯝꯃꯤ꯫ ꯐ꯭ꯔꯦꯗꯅ ꯃꯍꯥꯛꯀꯤ ꯁꯥ-ꯁꯟꯒꯤ ꯃꯔꯨꯞꯁꯤꯡꯒ ꯂꯣꯢꯅꯅꯥ ꯎꯃꯪꯗꯥ ꯂꯩꯔꯝꯃꯤ꯫ ꯔꯦꯆꯦꯜ ꯀꯧꯕꯥ ꯑꯃ ꯂꯝꯗꯝ ꯑꯗꯨꯗꯁꯨ ꯂꯩꯔꯝꯃꯤ꯫ ꯕꯦꯅꯤ ꯀꯧꯕꯥ ꯁꯥ ꯑꯃ ꯑꯃꯁꯨꯡ ꯇꯣꯃꯤ ꯀꯧꯕꯥ ꯀꯥꯡꯕꯨ ꯑꯃꯁꯨ ꯂꯩꯔꯝꯃꯤ꯫ ꯃꯈꯣꯢ ꯑꯌꯥꯝꯕꯅ ꯄꯨꯟꯅꯥ ꯁꯥꯟꯅꯃꯤꯟꯅꯔꯝꯃꯤ ꯑꯃꯁꯨꯡ ꯃꯈꯣꯢꯒꯤ ꯑꯀꯣꯢꯕꯗ ꯂꯩꯔꯤꯕꯥ ꯃꯐꯝꯁꯤꯡ ꯑꯗꯨ ꯌꯦꯡꯂꯝꯃꯤ꯫ ꯑꯗꯨꯕꯨ ꯅꯨꯃꯤꯠ ꯑꯃꯗ ꯔꯦꯆꯦꯜꯅ ꯐ꯭ꯔꯦꯗꯇ ꯀꯞꯇꯨꯅ ꯂꯥꯛꯈꯤ꯫ ꯃꯍꯥꯛꯀꯤ ꯌꯨꯝ ꯑꯗꯨ ꯃꯥꯡꯈ꯭ꯔꯦ ꯑꯃꯁꯨꯡ ꯃꯍꯥꯛ ꯀꯗꯥꯏꯗ ꯂꯩꯒꯗꯣꯏꯅꯣ ꯍꯥꯢꯕ ꯈꯡꯂꯝꯗꯦ꯫ ꯐ꯭ꯔꯦꯗꯅ ꯊꯨꯅꯥ ꯃꯍꯥꯛꯀꯤ ꯃꯔꯨꯄꯁꯤꯡꯕꯨ ꯄꯨꯟꯁꯤꯜꯂꯛꯈꯤ ꯑꯃꯁꯨꯡ ꯃꯈꯣꯢ ꯄꯨꯝꯅꯃꯛꯅ ꯔꯦꯆꯦꯜꯒꯤ ꯑꯅꯧꯕ ꯌꯨꯝ ꯑꯃ ꯊꯤꯕꯗ ꯃꯇꯦꯡ ꯄꯥꯡꯒꯅꯤ ꯍꯥꯢꯅ ꯋꯥꯔꯦꯞ ꯂꯧꯈꯤ꯫ ꯇꯣꯃꯤꯅꯥ ꯇꯞꯅꯥ ꯇꯞꯅꯥ ꯎꯃꯪꯗꯨꯗ ꯆꯠꯂꯒ ꯂꯝꯗꯝꯗꯨꯒꯤ ꯃꯐꯝ ꯈꯨꯗꯤꯡꯃꯛ ꯊꯤꯖꯤꯜꯂꯤ꯫ ꯐ꯭ꯔꯦꯗꯅꯥ ꯃꯍꯥꯛꯀꯤ ꯑꯐꯕꯥ ꯃꯤꯠꯌꯦꯡ ꯑꯗꯨ ꯃꯐꯝ ꯑꯃ ꯊꯤꯕꯗ ꯁꯤꯖꯤꯟꯅꯈꯤ꯫ ꯃꯈꯣꯢꯅ ꯃꯍꯥꯛꯀꯤ ꯈꯣꯟꯖꯦꯜꯒꯤ ꯃꯅꯥꯛꯇ ꯂꯥꯛꯈꯤ ꯃꯐꯝ ꯑꯗꯨꯗ ꯃꯈꯣꯢꯅ ꯃꯄꯨꯡ ꯐꯥꯕ ꯑꯁꯪꯕꯥ ꯂꯝꯗꯝ ꯑꯃ ꯎꯈꯤ꯫ ꯔꯦꯆꯦꯜꯅ ꯌꯥꯝꯅ ꯍꯔꯥꯎꯈꯤ ꯑꯃꯁꯨꯡ ꯃꯍꯥꯛꯀꯤ ꯃꯔꯨꯞꯁꯤꯡꯕꯨ ꯃꯍꯥꯛꯀꯤ ꯃꯇꯦꯡ ꯄꯥꯡꯕꯒꯤꯗꯃꯛ ꯊꯥꯒꯠꯈꯤ꯫ ꯅꯨꯃꯤꯠ ꯑꯗꯨꯗꯥ ꯃꯈꯣꯏ ꯄꯨꯝꯅꯃꯛ ꯔꯦꯆꯦꯜꯒꯤ ꯂꯩꯐꯝꯒꯤ ꯃꯃꯥꯡꯗ ꯀꯦꯝꯄ ꯐꯥꯏꯔ ꯑꯃꯒꯤ ꯃꯅꯥꯛꯇ ꯊꯨꯡꯂꯈꯤ꯫ ꯃꯈꯣꯢꯅ ꯃꯥꯔꯁꯃꯦꯂꯣ ꯌꯥꯏꯈꯤ ꯑꯃꯁꯨꯡ ꯋꯥꯔꯤ ꯂꯤꯈꯤ꯫ ꯔꯦꯆꯦꯜꯅ ꯈꯪꯂꯛꯈꯤ ꯃꯗꯨꯗꯤ ꯃꯍꯥꯛ ꯂꯥꯏꯕꯛ ꯐꯕꯅꯤ ꯃꯗꯨꯗꯤ ꯃꯇꯝ ꯄꯨꯝꯅꯃꯛꯇ ꯃꯍꯥꯛꯄꯨ ꯃꯇꯦꯡ ꯄꯥꯡꯅꯕ ꯂꯩꯔꯤꯕ ꯑꯁꯤꯒꯨꯝꯕꯥ ꯑꯐꯕ ꯃꯔꯨꯞꯁꯤꯡ ꯑꯁꯤ ꯂꯩꯈꯤ꯫ ꯑꯗꯨꯒ ꯅꯨꯃꯤꯠ ꯑꯗꯨꯗꯒꯤ ꯍꯧꯅ ꯃꯈꯣꯢꯅ ꯈꯪꯂꯝꯃꯤ ꯃꯗꯨꯗꯤ ꯀꯔꯤꯒꯨꯝꯕ ꯊꯧꯗꯣꯛ ꯑꯃ ꯊꯣꯛꯂꯕꯁꯨ ꯃꯇꯝ ꯄꯨꯝꯅꯃꯛꯇ ꯑꯃꯅ ꯑꯃꯗ ꯊꯥꯖꯕ ꯊꯝꯕ ꯌꯥꯏ꯫ ꯐ꯭ꯔꯦꯗ ꯃꯔꯨꯞ ꯂꯝꯍꯨꯏꯅ ꯔꯦꯆꯦꯜꯕꯨ ꯑꯅꯧꯕ ꯌꯨꯝ ꯑꯃ ꯊꯤꯕꯗ ꯃꯇꯦꯡ ꯄꯥꯡꯕꯇ ꯅꯠꯇꯅ ꯃꯈꯣꯢ ꯄꯨꯝꯅꯃꯛꯄꯨ ꯍꯦꯟꯅ ꯅꯛꯁꯤꯟꯅꯍꯟꯈꯤ꯫ ꯑꯗꯨꯒ ꯃꯔꯝ ꯑꯁꯤꯅ ꯃꯄꯨꯡ ꯐꯥꯕ ꯊꯃꯣꯢ ꯑꯃꯁꯨꯡ ꯅꯨꯡꯉꯥꯏꯔꯕ ꯋꯥꯈꯜꯂꯣꯟꯁꯤꯡꯒ ꯂꯣꯢꯅꯅꯥ ꯍꯌꯦꯡ ꯑꯁꯤ ꯑꯇꯣꯞꯄ ꯑꯦꯗꯚꯦꯟꯆꯔ ꯑꯃꯁꯨꯡ ꯅꯨꯡꯉꯥꯏꯕꯒꯤ ꯅꯨꯃꯤꯠ ꯑꯃꯥ ꯑꯣꯏꯒꯅꯤ ꯍꯥꯢꯕꯥ ꯈꯡꯂꯗꯨꯅ ꯃꯈꯣꯢꯅ ꯇꯨꯝꯂꯝꯈꯤ꯫